ꯍꯦꯟꯅꯥ ꯐꯕꯥ ꯇ꯭ꯔꯥꯟꯁꯤꯁꯟ ꯑꯃ ꯁꯤꯖꯤꯟꯅꯗꯨꯅ ꯃꯈꯥꯗ ꯄꯤꯔꯤꯕ ꯋꯥꯍꯩ ꯑꯁꯤ ꯐꯒꯠꯍꯟꯒꯗꯕꯅꯤ꯫ ꯑꯩꯈꯣꯏꯅ ꯃꯇꯝ ꯃꯇꯤꯛ ꯆꯥꯅ ꯐꯪꯈꯤꯗꯦ ꯃꯔꯝ ꯑꯗꯨꯅ ꯑꯩꯈꯣꯏꯅ ꯆꯠꯄ ꯇꯥꯈꯤ꯫ ꯑꯩꯈꯣꯏꯅ ꯐꯪꯈꯤꯕ ꯃꯇꯝ ꯌꯥꯝꯅ ꯋꯥꯠꯄꯅ ꯃꯔꯝ ꯑꯣꯏꯗꯨꯅ ꯑꯩꯈꯣꯏ ꯆꯠꯄ ꯌꯥꯍꯟꯈꯤ꯫ ꯀ꯭ꯁꯇꯃꯔ ꯑꯦꯛꯁꯄꯤꯔꯤꯑꯦꯟꯁ ꯐꯒꯠꯍꯟꯅꯕ ꯑꯦꯅꯥꯂꯥꯏꯇꯤꯛꯁ ꯁꯤꯖꯤꯟꯅꯔꯤꯕ ꯀꯝꯄꯦꯅꯤꯁꯤꯡꯒꯤ ꯈꯨꯗꯝ ꯑꯍꯨꯝ ꯊꯤꯕꯤꯌꯨ꯫ <ꯅꯣ ꯏꯅꯄꯨꯠ>꯫ ꯑꯦꯃꯥꯖꯣꯟ ꯄ꯭ꯔꯤꯗꯤꯛꯇꯤꯚ ꯃꯣꯗꯦꯂꯤꯡ ꯑꯃꯁꯨꯡ ꯀꯟꯖꯨꯃꯔ ꯏꯟꯁꯥꯏꯠꯁꯤꯡ ꯁꯤꯖꯤꯟꯅꯗꯨꯅ ꯄꯔꯁꯣꯅꯦꯂꯥꯏꯖ ꯇꯧꯔꯕ ꯁꯣꯄꯤꯡ ꯑꯦꯛꯁꯄꯤꯔꯤꯑꯦꯟꯁ ꯑꯃꯒꯤꯗꯃꯛ "ꯅꯍꯥꯛꯀꯤꯗꯃꯛꯇ ꯔꯤꯀꯃꯦꯟꯗ ꯇꯧꯔꯕꯥ" ꯑꯃꯁꯨꯡ "ꯃꯁꯤ ꯂꯧꯈꯤꯕ ꯀ꯭ꯁꯇꯃꯔꯁꯤꯡꯅꯁꯨ ꯂꯧꯈꯤ" ꯍꯥꯏꯕ ꯁꯦꯛꯁꯟꯁꯤꯡ ꯑꯁꯤ ꯄꯤꯔꯤ꯫ ꯅꯦꯠꯐ꯭ꯂꯤꯛꯁ ꯗꯦꯇ ꯑꯦꯅꯥꯂꯥꯏꯇꯤꯛꯁ ꯁꯤꯖꯤꯟꯅꯗꯨꯅ ꯃꯤꯑꯣꯏ ꯑꯃꯃꯝꯒꯤ ꯌꯦꯡꯂꯤꯕꯁꯤꯡꯗ ꯔꯤꯀꯃꯦꯟꯗꯦꯁꯟꯁꯤꯡ ꯇꯦꯜꯂꯔ ꯇꯧꯏ ꯑꯃꯁꯨꯡ ꯌꯨꯖꯔꯒꯤ ꯑꯄꯥꯥꯝꯕ ꯑꯃꯁꯨꯡ ꯆꯠꯅꯕꯤꯗ ꯌꯨꯝꯐꯝ ꯑꯣꯏꯔꯒ ꯑꯔꯤꯕ ꯀꯟꯇꯦꯟꯠꯁꯤꯡ ꯁꯦꯝꯒꯠꯂꯤ꯫ ꯁ꯭ꯇꯥꯔꯎꯗ ꯍꯣꯇꯦꯜꯁꯤꯡ ꯃꯃꯜ ꯂꯦꯞꯄꯒꯤ ꯃꯑꯣꯡ ꯐꯒꯠꯍꯟꯅꯕ ꯑꯃꯁꯨꯡ ꯒꯦꯁꯁꯤꯡꯗ ꯀ꯭ꯁꯇꯃꯔ ꯑꯦꯛꯁꯄꯔꯤꯌꯦꯟꯁꯁꯤꯡ ꯄꯤꯅꯕ ꯄ꯭ꯔꯤꯗꯤꯛꯇꯤꯚ ꯑꯦꯅꯥꯂꯥꯏꯇꯤꯛꯁ ꯁꯤꯖꯤꯟꯅꯩ, ꯃꯁꯤꯗ ꯄꯔꯁꯣꯅꯦꯂꯥꯏꯖ ꯇꯧꯔꯕ ꯔꯨꯝ ꯄ꯭ꯔꯤꯐꯦꯔꯦꯟꯁꯁꯤꯡ ꯑꯃꯁꯨꯡ ꯀ꯭ꯁꯇꯃꯥꯏꯁ ꯑꯣꯏꯕ ꯇ꯭ꯔꯥꯚꯦꯜ ꯑꯥꯏꯇꯤꯅꯦꯔꯤꯁꯤꯡ ꯌꯥꯎꯔꯤ꯫ ꯃꯜꯇꯤꯃꯦꯗꯤꯌꯥꯒꯤ ꯇꯣꯉꯥꯟ-ꯇꯣꯉꯥꯟꯕ ꯃꯈꯜꯁꯤꯡ ꯑꯗꯨ ꯁꯟꯗꯣꯛꯅ ꯇꯥꯛꯄꯤꯌꯨ꯫ ꯃꯜꯇꯤꯃꯤꯗꯤꯌꯥ ꯍꯥꯏꯕꯁꯤ ꯏꯟꯐꯣꯔꯃꯦꯁꯟ ꯄꯤꯅꯕꯒꯤꯗꯃꯛ ꯃꯤꯗꯤꯌꯥꯒꯤ ꯃꯑꯣꯡ ꯀꯌꯥꯕꯨ ꯁꯤꯖꯤꯟꯅꯕꯕꯨ ꯈꯪꯅꯩ, ꯃꯍꯧꯁꯥꯅ ꯇꯦꯛꯁ, ꯑꯣꯗꯤꯑꯣ, ꯏꯃꯦꯖ, ꯑꯦꯅꯤꯃꯦꯁꯟ, ꯚꯤꯗꯤꯑꯣ, ꯑꯃꯁꯨꯡ ꯏꯟꯇꯔꯦꯛꯇꯤꯚ ꯀꯟꯇꯦꯟꯇꯁꯤꯡꯒꯤ ꯀꯝꯕꯤꯅꯦꯁꯟ ꯑꯃ ꯌꯥꯎꯏ꯫ ꯃꯜꯇꯤꯃꯦꯗꯤꯌꯥꯒꯤ ꯇꯣꯉꯥꯟ-ꯇꯣꯉꯥꯟꯕ ꯃꯈꯜꯁꯤꯡ ꯂꯩ, ꯃꯗꯨꯒꯤ ꯃꯅꯨꯡꯗ ꯃꯈꯥꯗ ꯄꯤꯔꯤꯕꯁꯤꯡꯁꯤ ꯌꯥꯎꯏ: ꯇꯦꯛꯁ ꯃꯁꯤꯅ ꯑꯣꯗꯤꯑꯣꯗꯥ ꯏꯟꯐꯣꯔꯃꯦꯁꯟ ꯄꯤꯕ ꯑꯥꯔꯇꯤꯀꯜ, ꯕ꯭ꯂꯣꯒ ꯅꯠꯇꯔꯒ ꯀꯦꯞꯁꯟꯁꯤꯡꯒꯨꯝꯕ ꯑꯏꯕ ꯀꯟꯇꯦꯟꯠꯁꯤꯡꯕꯨ ꯈꯪꯅꯩ꯫ ꯏꯃꯦꯖꯁꯤꯡ ꯃꯁꯤꯗ ꯐꯣꯇꯣꯒ꯭ꯔꯥꯐ, ꯏꯂꯨꯁꯇ꯭ꯔꯦꯁꯟ, ꯑꯃꯁꯨꯡ ꯒ꯭ꯔꯥꯐꯤꯛꯁꯒꯨꯝꯕ ꯚꯤꯖꯨꯑꯦꯜ ꯀꯟꯇꯦꯟꯠꯀꯤ ꯃꯑꯣꯡ ꯈꯨꯗꯤꯡꯃꯛ ꯌꯥꯎꯏ, ꯃꯈꯣꯏꯁꯤꯡ ꯑꯁꯤ ꯄꯥꯎꯖꯦꯜ ꯑꯃ ꯅꯠꯇꯔꯒ ꯋꯥꯔꯤ ꯑꯃ ꯄꯤꯕꯗ ꯁꯤꯖꯤꯟꯅꯩ꯫ ꯑꯣꯗꯤꯑꯣ ꯑꯁꯤꯅ ꯃꯜꯇꯤꯃꯤꯗꯤꯌ ꯄ꯭ꯔꯖꯦꯟꯇꯦꯁꯟ ꯑꯃ ꯍꯦꯟꯅ ꯐꯒꯠꯍꯟꯅꯕ, ꯕꯦꯛꯒ꯭ꯔꯥꯎꯟꯗ ꯑꯦꯝꯕꯤꯌꯟꯁ ꯑꯃꯥ ꯄꯤꯅꯕ ꯅꯠꯇꯔꯒ ꯏꯟꯐꯣꯔꯃꯦꯁꯟ ꯄꯤꯅꯕ ꯁꯤꯖꯤꯟꯅꯕ ꯌꯥꯕꯥ ꯁꯥꯎꯟꯗ, ꯃ꯭ꯌꯨꯖꯤꯛ ꯅꯠꯇꯔꯒ ꯚꯣꯏꯁ ꯔꯦꯀꯣꯔꯗꯤꯡꯁꯤꯡꯕꯨ ꯈꯪꯅꯩ꯫ ꯚꯤꯗꯤꯑꯣ ꯑꯁꯤꯗ ꯋꯥꯔꯤ ꯑꯃ ꯂꯤꯕ ꯅꯠꯇꯔꯒ ꯏꯟꯐꯣꯔꯃꯦꯁꯟ ꯄꯤꯕ, ꯃꯨꯚꯤ, ꯇꯦꯂꯤꯚꯤꯖꯟ ꯁꯣ ꯅꯠꯇꯔꯒꯥ ꯁ꯭ꯣꯔꯠ ꯀ꯭ꯂꯤꯄꯁꯤꯡꯗ ꯁꯤꯖꯤꯟꯅꯕ ꯆꯠꯊꯣꯛ-ꯆꯠꯁꯤꯟ ꯇꯧꯕ ꯚꯤꯖꯨꯑꯦꯜꯁꯤꯡ ꯌꯥꯎꯏ꯫ ꯑꯦꯅꯤꯃꯦꯁꯟ ꯑꯁꯤꯅ ꯇꯥꯛꯄꯗꯤ ꯀꯥꯔꯇꯨꯟ, ꯚꯤꯗꯤꯑꯣ ꯒꯦꯝ ꯅꯠꯇꯔꯒ ꯃꯨꯚꯤꯗ ꯁꯤꯖꯤꯟꯅꯕ ꯌꯥꯕꯥ ꯆꯠꯊꯣꯛ-ꯆꯠꯁꯤꯟ ꯇꯧꯕ ꯒ꯭ꯔꯥꯐꯤꯛꯁ ꯅꯠꯇꯔꯒ ꯏꯂꯨ꯭ꯁꯇꯔꯦꯁꯟꯁꯤꯡ ꯁꯦꯝꯕ, ꯄꯥꯎꯖꯦꯜ ꯑꯃ ꯄꯤꯅꯕ ꯅꯠꯇꯔꯒ ꯋꯥꯔꯤ ꯑꯃ ꯂꯤꯕꯗ ꯁꯤꯖꯤꯟꯅꯕ꯫ ꯏꯟꯇꯔꯦꯛꯇꯤꯕ ꯀꯟꯇꯦꯟꯠ ꯑꯁꯤꯗ ꯌꯨꯖꯔꯅ ꯀꯟꯇꯦꯟꯠ ꯑꯗꯨꯒ ꯏꯟꯇꯔꯦꯛ ꯇꯧꯕ ꯌꯥꯍꯟꯕ ꯃꯜꯇꯤꯃꯦꯗꯤꯌ ꯌꯥꯎꯏ, ꯃꯈꯣꯏꯁꯤꯡ ꯑꯗꯨꯗꯤ ꯒꯦꯝ, ꯀ꯭ꯋꯤꯖ, ꯅꯠꯇꯔꯒ ꯁꯤꯃꯨꯂꯦꯁꯟꯁꯤꯡꯅꯤ, ꯃꯐꯝ ꯑꯗꯨꯗ ꯌꯨꯖꯔꯅ ꯋꯥꯔꯦꯞ ꯂꯧꯕ ꯇꯥꯏ, ꯑꯃꯁꯨꯡ ꯐꯜ ꯑꯗꯨ ꯈꯟꯕꯁꯤꯡ ꯑꯗꯨꯒꯤ ꯃꯈꯥ ꯄꯣꯜꯂꯤ꯫ ꯑꯦꯁ, ꯑꯍꯥꯟꯕ ꯃꯤꯑꯣꯏꯕ ꯁ꯭ꯄꯦꯁꯇꯥ ꯊꯥꯈꯤ꯫ ꯁ꯭ꯄꯦꯁꯇꯥ ꯊꯥꯔꯛꯄ꯫ ꯕꯥꯔꯁꯤꯡ: ꯆꯍꯤ ꯀꯌꯥꯗꯒꯤ ꯁ꯭ꯄꯦꯁꯇ ꯊꯥꯔꯛꯄ ꯑꯦꯁꯇ꯭ꯔꯣꯅꯣꯠꯁꯤꯡꯒꯤ ꯃꯁꯤꯡ ꯍꯦꯡꯒꯠꯂꯛꯄ ꯑꯗꯨ ꯎꯠꯂꯤ꯫ ꯁ꯭ꯄꯦꯁꯐ꯭ꯂꯥꯏꯠ ꯔꯦꯀ꯭ꯣꯔꯗ ꯇꯧꯕꯥ: ꯁ꯭ꯀꯣꯠ ꯀꯦꯂꯤ ꯑꯃꯁꯨꯡ ꯃꯤꯈꯥꯏꯜ ꯀꯣꯔꯅꯤꯌꯦꯟꯀꯣꯒꯤ ꯏꯃꯦꯖ ꯑꯁꯤ ꯑꯔꯣꯏꯕ ꯃꯐꯃꯗ ꯂꯩꯕ ꯇꯥꯏꯇꯜ: ꯄꯨꯋꯥꯔꯤꯗ ꯈ꯭ꯋꯥꯏꯗꯒꯤ ꯁꯥꯡꯕ ꯁ꯭ꯄꯦꯁꯐ꯭ꯂꯥꯏꯠ, ꯃꯈꯣꯏꯒꯤ ꯃꯤꯁꯟ ꯄꯦꯠꯆ ꯅꯠꯇꯔꯒ ꯁ꯭ꯄꯦꯁ ꯀꯦꯞꯁꯨꯂꯒꯤ ꯏꯃꯦꯖ ꯅꯠꯇꯔꯒ ꯏꯂꯨ꯭ꯁꯇ꯭ꯔꯦꯁꯟ ꯑꯃꯒꯤ ꯃꯥꯏꯀꯩꯗ ꯇꯥꯛꯄ ꯀꯅꯦꯛꯇꯤꯡ ꯂꯥꯏꯟ ꯑꯃꯒꯥ ꯂꯣꯏꯅꯅ ꯀꯦꯞꯁꯟ: ꯁ꯭ꯀꯣꯠ ꯀꯦꯂꯤ ꯑꯃꯁꯨꯡ ꯃꯤꯈꯥꯏꯂꯒꯤ ꯃꯤꯁꯟ꯫